ꯂꯥꯏꯔꯦꯝꯕꯤꯕꯨ ꯈꯨꯔꯨꯝꯖꯕ ꯅꯥꯟꯁꯦꯕꯨ ꯈ꯭ꯔꯤꯁ꯭ꯇꯒꯤ ꯃꯃꯥꯡꯒꯤ ꯑꯍꯨꯝ ꯁꯨꯕ ꯃꯤꯂꯦꯅꯤꯌꯝꯗꯒꯤ ꯃꯦꯁꯣꯄꯣꯇꯦꯃꯤꯌꯥꯒꯤ ꯄꯨꯋꯥꯔꯤ ꯄꯨꯝꯅꯃꯛꯇ ꯑꯃꯁꯨꯡ ꯈ꯭ꯔꯤꯁ꯭ꯇ꯭ꯌꯥꯟꯒꯤ ꯃꯇꯝ ꯐꯥꯎꯕ ꯈꯨꯔꯨꯝꯖꯔꯝꯃꯤ꯫ ꯃꯍꯥꯛꯀꯤ ꯉꯥ ꯑꯃꯁꯨꯡ ꯄꯦꯂꯤꯀꯥꯟꯒꯤ ꯈꯨꯗꯝꯁꯤꯡ ꯇꯁꯦꯡꯕꯗꯤ ꯑꯉꯟꯕ ꯃꯇꯝꯒꯤ ꯈ꯭ꯔꯤꯁ꯭ꯇ꯭ꯌꯥꯟꯁꯤꯡꯅ ꯃꯈꯣꯏꯒꯤ ꯂꯥꯏꯒꯤꯗꯃꯛ ꯁꯤꯖꯤꯟꯅꯈꯤ꯫ ꯂꯒꯥꯁꯇ ꯂꯩꯕ ꯅꯥꯟꯁꯦꯒꯤ ꯂꯥꯏꯁꯪ ꯑꯁꯤ ꯂꯥꯏ ꯈꯨꯔꯨꯝꯕꯒꯤ ꯃꯐꯝ ꯑꯃꯈꯛꯇꯗꯒꯤ ꯍꯦꯟꯅ ꯑꯣꯏꯔꯝꯃꯤ꯫ ꯒꯨꯗꯤꯌꯥꯒꯤ ꯃꯇꯝꯗꯒꯤ ꯂꯥꯛꯄ ꯂꯥꯏꯁꯣꯟꯁꯤꯡꯗ ꯃꯍꯥꯛꯀꯤ ꯄꯨꯔꯣꯍꯤꯠꯁꯤꯡ ꯑꯃꯁꯨꯡ ꯄꯨꯔꯣꯍꯤꯠꯁꯤꯡꯅ ꯂꯥꯏꯔꯕꯁꯤꯡꯕꯨ ꯆꯤꯟꯖꯥꯛ ꯄꯤꯕ ꯑꯅꯥꯕꯁꯤꯡꯕꯨ ꯌꯦꯡꯁꯤꯟꯕ ꯌꯣꯛꯈ꯭ꯔꯕ ꯑꯃꯁꯨꯡ ꯂꯨꯈ꯭ꯔꯥꯕꯤ ꯅꯨꯄꯤꯁꯤꯡꯕꯨ ꯌꯦꯡꯁꯤꯟꯕ ꯑꯃꯁꯨꯡ ꯑꯇꯣꯞꯄ ꯊꯥꯛꯁꯤꯡꯗ ꯈꯨꯟꯅꯥꯏꯒꯤ ꯑꯆꯨꯝꯕ ꯋꯥꯌꯦꯜꯗ ꯁꯔꯨꯛ ꯌꯥꯕꯒꯤ ꯃꯇꯥꯡꯗ ꯐꯣꯡꯗꯣꯛꯂꯤ꯫ ꯑꯅꯧꯕ ꯆꯍꯤꯒꯤ ꯑꯍꯥꯟꯕ ꯅꯨꯃꯤꯠꯇ ꯃꯍꯥꯛꯀꯤ ꯂꯥꯏꯁꯪꯗ ꯑꯆꯧꯕ ꯀꯨꯝꯍꯩ ꯑꯃ ꯄꯥꯡꯊꯣꯛꯈꯤ ꯃꯗꯨꯗ ꯂꯝ ꯁꯤꯟꯕ ꯊꯨꯡꯅ ꯃꯤꯑꯣꯏꯁꯤꯡꯅ ꯁꯔꯨꯛ ꯌꯥꯈꯤ꯫ ꯃꯈꯣꯏꯅ ꯑꯍꯥꯟꯕꯗ ꯂꯥꯏꯅꯤꯡ ꯂꯥꯏꯁꯣꯜꯒꯤ ꯃꯇꯨꯡ ꯏꯟꯅ ꯃꯈꯣꯏ ꯃꯁꯥꯕꯨ ꯁꯦꯡꯗꯣꯛꯀꯅꯤ ꯑꯃꯁꯨꯡ ꯃꯗꯨꯒꯤ ꯃꯇꯨꯡꯗ ꯑꯋꯥꯕ ꯇꯥꯕ ꯑꯗꯨꯗ ꯆꯪꯖꯒꯅꯤ꯫ ꯑꯋꯥꯕ ꯑꯁꯤ ꯑꯔꯤꯕ ꯃꯦꯁꯣꯄꯣꯇꯦꯃꯤꯌꯥꯗ ꯌꯥꯝꯅ ꯇꯣꯏꯅ ꯇꯧꯕ ꯆꯠꯅꯕꯤ ꯑꯃ ꯑꯣꯏꯔꯝꯃꯤ ꯃꯗꯨꯗ ꯂꯥꯏꯁꯤꯡꯅ ꯈ꯭ꯋꯥꯏꯗꯒꯤ ꯂꯥꯏꯕ ꯄꯥꯝꯕꯩꯁꯤꯡꯒꯤ ꯈꯨꯠꯊꯥꯡꯗ ꯃꯔꯥꯜ ꯂꯩꯔꯦ ꯅꯠꯇ꯭ꯔꯒ ꯃꯔꯥꯜ ꯂꯩꯇꯦ ꯍꯥꯏꯅ ꯂꯤꯡꯈꯠꯈꯤ ꯃꯔꯥꯜ ꯂꯩꯔꯕ ꯃꯤꯑꯣꯏ ꯑꯗꯨꯕꯨ ꯇꯨꯔꯦꯜ ꯑꯃꯗ ꯂꯪꯊꯈꯤ ꯑꯃꯁꯨꯡ ꯀꯔꯤꯒꯨꯝꯕ ꯃꯈꯣꯏꯅ ꯍꯤꯡꯗꯨꯅ ꯂꯩꯔꯕꯗꯤ ꯃꯈꯣꯏ ꯃꯔꯥꯜ ꯂꯩꯇꯦ꯫ ꯅꯥꯟꯁꯦꯒ ꯂꯣꯏꯅꯅ ꯑꯌꯦꯡꯕ ꯃꯤꯑꯣꯏ ꯑꯃꯅ ꯑꯥꯏꯟꯒꯤ ꯑꯣꯏꯕ ꯋꯥꯊꯣꯛ ꯈꯔ ꯂꯣꯏꯁꯤꯟꯅꯕ ꯅꯠꯇ꯭ꯔꯒ ꯇꯨꯡꯒꯤ ꯃꯇꯥꯡꯗ ꯋꯥꯈꯜꯂꯣꯟ ꯑꯃ ꯐꯪꯅꯕ ꯄꯥꯝꯖꯕ ꯂꯥꯛꯄ ꯃꯤꯑꯣꯏꯁꯤꯡꯅ ꯂꯥꯏꯁꯪꯒꯤ ꯃꯐꯝ ꯑꯗꯨꯗ ꯆꯪꯗ꯭ꯔꯤꯉꯩ ꯃꯃꯥꯡꯗ ꯑꯋꯥꯕ ꯑꯗꯨꯗ ꯆꯪꯖꯕ ꯇꯥꯈꯤ꯫ ꯀꯨꯝꯃꯩ ꯑꯁꯤꯗ ꯂꯥꯛꯈꯤꯕ ꯂꯥꯛꯄ ꯈꯨꯗꯤꯡꯃꯛꯅ ꯃꯁꯤꯒ ꯃꯥꯟꯅꯅ ꯇꯧꯕ ꯇꯥꯈꯤꯕ꯭ꯔꯥ ꯍꯥꯏꯕꯗꯨ ꯃꯌꯦꯛ ꯁꯦꯡꯗꯦ ꯑꯗꯨꯕꯨ ꯃꯈꯣꯏꯅ ꯇꯧꯈꯤꯗꯕ ꯑꯣꯏꯔꯝꯕ ꯌꯥꯏ꯫ ꯑꯗꯨꯝ ꯑꯣꯏꯅꯃꯛ ꯇꯨꯡꯒꯤ ꯃꯤꯠꯌꯦꯡ ꯅꯠꯇ꯭ꯔꯒ ꯃꯪꯂꯥꯟꯒꯤ ꯋꯥꯍꯟꯊꯣꯛ ꯑꯃ ꯍꯪꯗꯨꯅ ꯂꯥꯛꯈꯤꯕ ꯃꯤꯑꯣꯏꯁꯤꯡꯅ ꯅꯥꯟꯁꯦꯅ ꯃꯈꯣꯏꯕꯨ ꯐꯪꯅꯕꯒꯤꯗꯃꯛ ꯊꯃꯣꯏꯗ ꯁꯦꯡꯂꯕ ꯑꯣꯏꯒꯗꯕꯅꯤ ꯑꯃꯁꯨꯡ ꯁꯣꯏꯗꯅ ꯃꯈꯣꯏ ꯃꯁꯥꯕꯨ ꯄꯥꯞꯇꯒꯤ ꯅꯤꯡꯇꯝꯕ ꯄ꯭ꯔꯃꯥꯟ ꯇꯧꯕ ꯇꯥꯔꯝꯒꯅꯤ꯫ ꯅꯥꯟꯁꯦꯒꯤ ꯃꯤꯅꯨꯡꯁꯤ ꯎꯠꯄ ꯈ꯭ꯋꯥꯏꯗꯒꯤ ꯃꯃꯤꯡ ꯆꯠꯄ ꯃꯤꯑꯣꯏ ꯑꯗꯨꯗꯤ ꯂꯒꯥꯁꯀꯤ ꯒꯕꯔꯅꯔ ꯒꯨꯗꯤꯌꯥꯅꯤ ꯃꯍꯥꯛꯅ ꯂꯥꯏꯁꯤꯡꯗ ꯌꯥꯝꯅ ꯀꯠꯊꯣꯛꯄꯅ ꯑꯃꯁꯨꯡ ꯃꯈꯣꯏꯒꯤ ꯑꯄꯥꯝꯕꯅ ꯃꯔꯝ ꯑꯣꯏꯗꯨꯅ ꯃꯍꯥꯛꯀ ꯋꯥꯔꯤ ꯁꯥꯅꯅꯕ ꯑꯋꯥꯕ ꯑꯗꯨꯗ ꯆꯪꯖꯕꯒꯤ ꯃꯊꯧ ꯇꯥꯈꯤꯗꯦ꯫ ꯀꯝꯐꯣꯔꯇꯔ ꯑꯃꯁꯨꯡ ꯀꯝꯄꯦꯅꯤꯌꯟ ꯏꯅꯥꯅꯥ ꯅꯠꯇ꯭ꯔꯒ ꯑꯦꯟꯀꯤꯒ ꯃꯥꯟꯅꯗꯅ ꯅꯥꯟꯁꯦꯗ ꯃꯍꯥꯛꯄꯨ ꯑꯄꯤꯛꯄ ꯃꯁꯥ ꯃꯔꯣꯝꯗꯣꯝ ꯄꯥꯝꯖꯕ ꯅꯠꯇ꯭ꯔꯒ ꯋꯥꯈꯜ ꯂꯩꯇꯕ ꯑꯣꯏꯅ ꯎꯠꯂꯤꯕ ꯑꯔꯤꯕ ꯋꯥꯔꯤ ꯑꯃꯠꯇ ꯂꯩꯇꯦ꯫ ꯃꯍꯥꯛ ꯑꯁꯤ ꯂꯦꯞꯄ ꯂꯩꯇꯅ ꯐ꯭ꯔꯥꯟꯆꯥꯏꯖ ꯐꯪꯗꯕꯁꯤꯡꯒꯤ ꯉꯥꯛꯁꯦꯜꯂꯤꯕ ꯇꯥꯟꯊꯣꯛꯂꯕ ꯃꯤꯑꯣꯏꯁꯤꯡ ꯂꯥꯏꯔꯕꯁꯤꯡ ꯑꯅꯥꯕꯁꯤꯡ ꯂꯨꯈ꯭ꯔꯥꯕꯤꯁꯤꯡ ꯃꯃꯥ ꯃꯄꯥ ꯂꯩꯖꯗ꯭ꯔꯕ ꯑꯉꯥꯡꯁꯤꯡ ꯑꯃꯁꯨꯡ ꯑꯇꯣꯞꯄ ꯂꯝ ꯑꯃꯗ ꯆꯪꯖꯐꯝ ꯂꯧꯔꯤꯕ ꯃꯄꯥꯟ ꯂꯩꯕꯥꯛꯀꯤ ꯃꯤꯑꯣꯏꯁꯤꯡꯒ ꯂꯣꯏꯅꯕꯅꯤ꯫ ꯃꯍꯥꯛ ꯂꯝꯀꯣꯏꯕ ꯑꯃꯁꯨꯡ ꯈꯪꯅꯗꯕ ꯃꯤꯑꯣꯏ ꯑꯗꯨꯒ ꯂꯣꯏꯅꯩ ꯑꯃꯁꯨꯡ ꯃꯍꯥꯛꯀꯤ ꯈꯨꯟꯅꯥꯏꯒꯤ ꯃꯤꯄꯨꯝ ꯈꯨꯗꯤꯡꯃꯛꯀꯤ ꯃꯔꯨꯞ ꯑꯃꯅꯤ꯫ ꯀꯔꯤꯒꯨꯝꯕ ꯃꯁꯤ ꯑꯁꯨꯝꯅ ꯑꯣꯏꯔꯕꯗꯤ ꯀꯅꯥꯒꯨꯝꯕ ꯑꯃꯅ ꯍꯪꯕ ꯌꯥꯏ ꯑꯔꯤꯕ ꯃꯦꯁꯣꯄꯣꯇꯦꯃꯤꯌꯥꯗ ꯉꯁꯤꯒꯨꯝꯅ ꯃꯌꯦꯛ ꯁꯦꯡꯅ ꯎꯕ ꯐꯪꯂꯕ ꯃꯇꯝꯗ ꯂꯥꯏꯔꯦꯝꯕꯤ ꯑꯁꯤ ꯑꯁꯨꯛ ꯃꯤꯌꯥꯝꯅ ꯄꯥꯝꯅꯕ ꯀꯔꯤꯒꯤꯅꯣ ꯃꯗꯨꯗꯤ ꯌꯣꯛꯈ꯭ꯔꯕ ꯑꯉꯥꯡꯁꯤꯡ ꯑꯃꯁꯨꯡ ꯂꯨꯈ꯭ꯔꯥꯕꯤꯁꯤꯡ ꯑꯃꯁꯨꯡ ꯔꯦꯐ꯭ꯌꯨꯖꯤꯁꯤꯡ ꯑꯁꯤ ꯃꯇꯝ ꯄꯨꯝꯅꯃꯛꯇ ꯌꯦꯡꯁꯤꯟꯗꯦ ꯑꯌꯥꯝꯕ ꯃꯇꯝꯗ ꯇꯧꯗꯦ ꯑꯃꯁꯨꯡ ꯃꯈꯣꯏ ꯃꯁꯥꯕꯨ ꯑꯃꯁꯨꯡ ꯃꯈꯣꯏꯒꯤ ꯃꯁꯥꯒꯤ ꯂꯅꯥꯏꯒꯤ ꯑꯣꯏꯕ ꯑꯄꯥꯝꯕꯁꯤꯡ ꯅꯠꯇꯅ ꯀꯅꯥꯒꯨꯝꯕ ꯑꯃꯠꯇ ꯌꯦꯡꯁꯤꯟꯗꯕ ꯃꯄꯥꯡꯒꯜ ꯂꯩꯕ ꯃꯤꯑꯣꯏꯁꯤꯡ ꯑꯗꯨ ꯁꯣꯟꯊꯔꯕꯁꯤꯡꯗ ꯑꯣꯟꯊꯣꯛꯇꯦ ꯅꯠꯇ꯭ꯔꯒ ꯃꯈꯣꯏꯅ ꯊꯨꯅ ꯃꯥꯡꯍꯟꯒꯗꯧꯕ ꯑꯃꯠꯇ ꯀꯤꯕ ꯃꯥꯜꯂꯤ꯫ ꯃꯦꯁꯣꯄꯣꯇꯦꯃꯤꯌꯥꯒꯤ ꯃꯤꯌꯥꯝꯒꯤ ꯄꯥꯎꯈꯨꯝ ꯑꯗꯨꯗꯤ ꯅꯥꯟꯁꯦꯅ ꯃꯈꯣꯏꯕꯨ ꯈ꯭ꯋꯥꯏꯗꯒꯤ ꯐꯕ ꯈꯛꯇꯃꯛ ꯍꯥꯏꯔꯕꯁꯨ ꯑꯇꯣꯞꯄ ꯂꯥꯏ ꯅꯠꯇ꯭ꯔꯒ ꯊꯋꯥꯏ ꯑꯃꯅ ꯋꯥꯈꯜꯗ ꯑꯇꯣꯞꯄ ꯊꯧꯔꯥꯡꯁꯤꯡ ꯂꯩꯔꯝꯕ ꯌꯥꯏ ꯍꯥꯏꯕꯁꯤꯅꯤ꯫ ꯈ꯭ꯋꯥꯏꯗꯒꯤ ꯐꯕ ꯑꯃꯅ ꯇꯧꯕ ꯌꯥꯕ ꯑꯗꯨꯗꯤ ꯀꯅꯥꯒꯨꯝꯕ ꯑꯃꯅ ꯂꯥꯏꯔꯦꯝꯕꯤ ꯑꯗꯨꯗ ꯊꯥꯖꯕ ꯊꯝꯕ ꯃꯊꯧ ꯇꯥꯕ ꯃꯇꯝꯗ ꯃꯉꯣꯟꯗ ꯍꯥꯏꯖꯕ ꯃꯔꯥꯡ ꯀꯥꯏꯕ ꯃꯇꯝꯗ ꯃꯍꯥꯛꯄꯨ ꯊꯥꯒꯠꯄ ꯐꯣꯡꯗꯣꯛꯎ ꯑꯃꯁꯨꯡ ꯅꯨꯡꯉꯥꯏꯕ ꯄꯤꯕꯅꯤ ꯑꯃꯁꯨꯡ ꯅꯥꯟꯁꯦꯒꯤ ꯁꯛꯇꯤ ꯑꯗꯨ ꯑꯃꯝꯕ ꯑꯃꯁꯨꯡ ꯑꯥꯁꯥ ꯂꯩꯇꯕꯒꯤ ꯂꯥꯟꯃꯤꯁꯤꯡꯒꯤ ꯃꯊꯛꯇ ꯂꯩꯒꯅꯤ ꯍꯥꯏꯅ ꯈꯛꯇꯃꯛ ꯊꯥꯖꯕ ꯑꯁꯤꯅꯤ꯫